ꯑꯥꯎꯠꯐꯤꯠ ꯑꯃꯗ ꯆꯠꯊꯣꯛ-ꯆꯠꯁꯤꯟ ꯇꯧꯕ ꯑꯁꯤ ꯐ꯭ꯔꯤꯟꯖ ꯕꯦꯒ ꯑꯃꯒ ꯂꯣꯏꯅꯅ ꯄꯦꯌꯥꯔ ꯇꯧꯕ ꯃꯇꯝꯗ ꯈ꯭ꯋꯥꯏꯗꯒꯤ ꯐꯩ꯫ ꯋꯥꯏꯗ ꯂꯦꯒ ꯇ꯭ꯔꯣꯁꯔ: ꯇꯞꯅ ꯇꯞꯅ ꯕꯣꯇꯜꯁꯤꯡꯗ ꯒꯨꯗꯕꯥꯏ ꯍꯥꯏꯌꯨ ꯑꯃꯁꯨꯡ ꯋꯥꯏꯗ ꯂꯦꯒ ꯇ꯭ꯔꯣꯁꯔꯗ ꯃꯄꯨꯡ ꯐꯥꯅ ꯅꯨꯡꯉꯥꯏꯅꯕ ꯍꯦꯂꯣ ꯍꯥꯏꯌꯨ꯫ ꯄ꯭ꯔꯣꯄꯣꯔꯁꯟꯁꯤꯡ ꯑꯗꯨ ꯏꯚꯦꯟꯇ ꯇꯧꯅꯕ ꯐꯤꯠ ꯑꯣꯏꯕ ꯃꯊꯛ ꯑꯃꯒ ꯂꯣꯏꯅꯅ ꯇ꯭ꯔꯣꯁꯁꯤꯡ ꯑꯁꯤ ꯄꯦꯌꯥꯔ ꯇꯧꯕꯤꯌꯨ꯫ ꯔꯦꯚꯤꯟꯌꯨ ꯍꯦꯟꯒꯠꯂꯛꯄ꯫ ꯔꯦꯚꯤꯟꯌꯨ ꯍꯦꯟꯒꯠꯍꯟꯅꯕꯒꯤ ꯑꯐꯕ ꯁ꯭ꯇꯔꯥꯇꯦꯖꯤ ꯑꯃꯗꯤ ꯃꯈꯥꯗ ꯄꯤꯔꯤꯕꯁꯤꯅꯤ: ꯃꯥꯔꯀꯦꯠ ꯔꯤꯁꯔꯆ ꯄꯥꯡꯊꯣꯛꯄ: ꯅꯍꯥꯛꯀꯤ ꯇꯥꯔꯒꯦꯠ ꯑꯣꯗꯤꯁꯟ ꯑꯃꯁꯨꯡ ꯃꯈꯣꯏꯒꯤ ꯗꯔꯀꯥꯔ ꯑꯣꯏꯕꯁꯤꯡꯒꯤ ꯃꯇꯥꯡꯗ ꯍꯦꯟꯅ ꯈꯪꯖꯤꯟꯕꯤꯌꯨ꯫ ꯅꯍꯥꯛꯅ ꯄꯣꯇꯦꯟꯁꯤꯌꯦꯜ ꯑꯣꯏꯅ ꯚꯦꯜꯌꯨ ꯄꯤꯕ ꯌꯥꯕ ꯀꯩꯊꯦꯜꯗ ꯂꯩꯔꯤꯕ ꯑꯋꯥꯠꯄꯥꯁꯤꯡ ꯑꯗꯨ ꯈꯪꯗꯣꯛꯎ꯫ ꯃꯃꯜ ꯂꯦꯞꯄꯒꯤ ꯊꯧꯑꯣꯡ ꯑꯣꯞꯇꯤꯃꯥꯏꯖ ꯇꯧꯕꯥ: ꯅꯍꯥꯛꯀꯤ ꯍꯧꯖꯤꯛ ꯂꯩꯔꯤꯕ ꯃꯃꯜ ꯂꯦꯞꯄꯒꯤ ꯁ꯭ꯀꯤꯝ ꯑꯗꯨ ꯏꯚꯥꯜꯌꯨꯑꯦꯠ ꯇꯧ ꯑꯃꯁꯨꯡ ꯑꯦꯗꯖꯁ꯭ꯇꯃꯦꯟꯠꯀꯤ ꯃꯐꯝ ꯂꯩꯕ꯭ꯔꯥ ꯍꯥꯏꯕꯗꯨ ꯌꯦꯡꯎ꯫ ꯅꯍꯥꯛꯀꯤ ꯄꯣꯠꯊꯣꯛꯁꯤꯡ ꯅꯠꯇꯔꯒ ꯁꯔꯚꯤꯁꯁꯤꯡꯒꯤ ꯃꯃꯜ ꯀꯝꯄꯤꯇꯤꯇꯤꯕ ꯑꯣꯏꯅ, ꯑꯗꯨꯒ ꯄ꯭ꯔꯣꯐꯤꯇꯦꯕꯤꯂꯤꯇꯤ ꯁꯣꯏꯗꯅ ꯂꯩꯍꯟꯗꯨꯅ꯫ ꯀꯁ꯭ꯇꯃꯔ ꯔꯤꯇꯦꯟꯁꯟ ꯐꯒꯠꯍꯟꯕ: ꯅꯍꯥꯛꯀꯤ ꯍꯧꯖꯤꯛ ꯂꯩꯔꯤꯕ ꯀꯁ꯭ꯇꯃꯔꯁꯤꯡꯕꯨ ꯅꯨꯡꯉꯥꯏꯅ ꯂꯩꯍꯟꯕꯗ ꯃꯤꯠꯌꯦꯡ ꯊꯝꯃꯨ, ꯃꯔꯝꯗꯤ ꯃꯈꯣꯏꯅ ꯍꯟꯖꯤꯟ ꯍꯟꯖꯤꯟ ꯄꯣꯠ ꯌꯣꯟꯕ ꯌꯥꯕꯒꯤ ꯆꯥꯡ ꯍꯦꯟꯅ ꯋꯥꯡꯏ꯫ ꯀꯁ꯭ꯇꯃꯔ ꯂꯣꯏꯅꯕꯤ ꯄ꯭ꯔꯣꯒ꯭ꯔꯥꯝꯁꯤꯡ ꯅꯠꯇꯔꯒ ꯄꯔꯁꯣꯅꯦꯂꯥꯏꯖ ꯄ꯭ꯔꯣꯃꯣꯁꯟꯁꯤꯡ ꯏꯝꯄꯂꯤꯃꯦꯟꯠ ꯇꯧꯗꯨꯅ ꯃꯈꯣꯏꯕꯨ ꯍꯦꯟꯅ ꯄꯔꯆꯦꯖ ꯇꯧꯅꯕ ꯏꯟꯁꯦꯟꯇꯤꯕ ꯄꯤꯅꯕ꯫ ꯄꯣꯠꯊꯣꯛ ꯅꯠꯇꯔꯒ ꯁꯔꯚꯤꯁ ꯂꯥꯏꯟ ꯄꯥꯛꯊꯣꯛ ꯆꯥꯎꯊꯣꯛꯍꯟꯕ: ꯑꯅꯧꯕ ꯄꯣꯠꯊꯣꯛ ꯅꯠꯇꯔꯒ ꯁꯔꯚꯤꯁꯁꯤꯡ ꯄꯨꯊꯣꯛꯇꯨꯅ ꯅꯍꯥꯛꯀꯤ ꯇꯥꯔꯒꯦꯠ ꯃꯥꯔꯀꯦꯠꯇ ꯚꯦꯜꯌꯨ ꯄꯤꯅꯕꯒꯤ ꯄꯥꯝꯕꯩ ꯍꯦꯟꯅ ꯊꯤꯕꯤꯌꯨ꯫ ꯃꯁꯤꯅ ꯑꯅꯧꯕ ꯀꯁ꯭ꯇꯃꯔꯁꯤꯡꯕꯨ ꯄꯨꯛꯅꯤꯡ ꯆꯤꯡꯁꯤꯟꯕ ꯌꯥꯏ ꯅꯠꯇꯔꯒ ꯍꯧꯖꯤꯛ ꯂꯩꯔꯤꯕ ꯀꯁ꯭ꯇꯃꯔꯁꯤꯡꯕꯨ ꯍꯦꯟꯅ ꯌꯣꯟꯕ ꯌꯥꯅꯕ ꯂꯝꯖꯤꯡꯕꯤꯕ ꯌꯥꯏ꯫ ꯃꯥꯔꯀꯦꯇꯤꯡꯒꯤ ꯍꯣꯠꯅꯔꯤꯕꯁꯤꯡ ꯍꯦꯟꯒꯠꯍꯟꯕ: ꯑꯅꯧꯕ ꯀꯁ꯭ꯇꯃꯔꯁꯤꯡ ꯄꯨꯛꯅꯤꯡ ꯆꯤꯡꯁꯤꯟꯅꯕ ꯑꯦꯗꯚꯥꯔꯇꯥꯏꯖꯃꯦꯟꯠ ꯑꯃꯁꯨꯡ ꯄ꯭ꯔꯃꯣꯁꯟꯁꯤꯡꯗ ꯍꯦꯟꯅ ꯁꯦꯜ ꯊꯥꯗꯗꯨꯅ ꯚꯤꯖꯤꯕꯤꯂꯤꯇꯤ ꯍꯦꯟꯒꯠꯍꯟꯕ꯫ ꯁꯣꯁꯤꯑꯦꯜ ꯃꯤꯗꯤꯌꯥ, ꯏꯃꯦꯏꯜ ꯃꯥꯔꯀꯦꯇꯤꯡ, ꯑꯃꯁꯨꯡ ꯑꯇꯩ ꯃꯃꯜ ꯍꯣꯡꯕ ꯗꯤꯖꯤꯇꯦꯜ ꯃꯥꯔꯀꯦꯇꯤꯡ ꯃꯦꯊꯠꯁꯤꯡ ꯁꯤꯖꯤꯟꯅꯧ꯫ ꯑꯅꯧꯕꯥ ꯀꯩꯊꯦꯜꯁꯤꯡ ꯊꯤꯖꯤꯟꯕ: ꯄꯣꯇꯦꯟꯁꯤꯌꯦꯜ ꯑꯅꯧꯕ ꯀꯁ꯭ꯇꯃꯔ ꯁꯦꯒꯃꯦꯟꯠꯁꯤꯡ ꯈꯪꯗꯣꯛꯇꯨꯅ ꯑꯅꯧꯕ ꯀꯩꯊꯦꯜꯁꯤꯡ ꯇꯦꯞ ꯇꯧꯗꯨꯅ ꯅꯍꯥꯛꯀꯤ ꯀꯁ꯭ꯇꯃꯔ ꯕꯦꯖ ꯄꯥꯛꯊꯣꯛ ꯆꯥꯎꯊꯣꯛꯍꯟꯕ꯫ ꯁꯦꯜꯁ ꯇꯥꯛꯄꯤ-ꯇꯝꯕꯤꯕ ꯍꯦꯟꯒꯠꯍꯟꯕ: ꯅꯍꯥꯛꯀꯤ ꯁꯦꯜꯁ ꯇꯤꯝꯕꯨ ꯍꯦꯟꯅ ꯐꯕ ꯊꯕꯛ ꯇꯧꯅꯕ ꯇ꯭ꯔꯦꯅꯤꯡ ꯄꯤꯌꯨ ꯑꯃꯁꯨꯡ ꯏꯟꯁꯦꯟꯇꯤꯕ ꯄꯤꯌꯨ꯫ ꯃꯈꯣꯏꯒꯤ ꯁꯦꯜꯁ ꯇꯦꯛꯅꯤꯛꯁꯤꯡ ꯐꯒꯠꯍꯟꯅꯕ ꯃꯊꯧ ꯇꯥꯕ ꯈꯨꯠꯂꯥꯏꯁꯤꯡ ꯑꯃꯁꯨꯡ ꯔꯤꯁꯣꯔꯁꯁꯤꯡ ꯃꯈꯣꯏꯗ ꯄꯤꯕ꯫ ꯀꯔꯤ ꯊꯕꯛ ꯇꯧꯔꯤꯕꯒꯦ ꯑꯃꯁꯨꯡ ꯀꯔꯤ ꯐꯒꯠꯍꯟꯕ ꯌꯥꯕꯒꯦ ꯍꯥꯏꯕꯗꯨ ꯌꯦꯡꯅꯕꯒꯤꯗꯃꯛ ꯅꯍꯥꯛꯀꯤ ꯁ꯭ꯇꯔꯥꯇꯦꯖꯤꯁꯤꯡꯒꯤ ꯐꯜꯁꯤꯡ ꯑꯗꯨ ꯆꯥꯡ ꯅꯥꯏꯅ ꯑꯦꯅꯥꯂꯥꯏꯖ ꯇꯧꯕ ꯑꯃꯁꯨꯡ ꯌꯦꯡꯁꯤꯟꯕ ꯅꯤꯡꯁꯤꯡꯕꯤꯌꯨ꯫ ꯑꯆꯨꯝꯕ ꯇꯥꯛꯄꯤ ꯇꯝꯕꯤꯕ ꯑꯃꯁꯨꯡ ꯂꯦꯞꯄ ꯂꯩꯇꯅ ꯍꯣꯠꯅꯕꯅ ꯑꯗꯣꯝꯅ ꯑꯗꯣꯝꯒꯤ ꯁꯦꯟꯊꯣꯛ ꯑꯗꯨ ꯃꯥꯏ ꯄꯥꯛꯅ ꯍꯦꯟꯒꯠꯍꯟꯕꯥ ꯉꯝꯒꯅꯤ꯫